ꯚꯨꯜꯀꯥꯟꯅ ꯍꯧꯔꯛꯄꯗ, ꯃꯍꯥꯛꯀꯤ ꯃꯃꯥ ꯖꯨꯅꯣꯕꯨ ꯌꯥꯝꯅ ꯅꯨꯡꯁꯤꯖꯔꯝꯃꯤ꯫ ꯖꯨꯄꯤꯇꯔꯒ ꯇꯣꯏꯅ ꯈꯠꯅ-ꯆꯩꯅꯕ ꯑꯃꯒꯤ ꯃꯇꯨꯡꯗ ꯃꯍꯥꯛꯅ ꯃꯍꯥꯛꯄꯨ ꯑꯌꯥꯝꯕ ꯃꯇꯝꯗ ꯅꯨꯡꯉꯥꯏꯇꯕ ꯄꯤꯈꯤ꯫ ꯒ꯭ꯔꯤꯛ ꯑꯃꯁꯨꯡ ꯔꯣꯃꯥꯟꯒꯤ ꯊꯥꯏꯅꯒꯤ ꯋꯥꯔꯤ ꯑꯅꯤꯃꯛꯇ ꯐꯪꯂꯤꯕ ꯋꯥꯔꯤ ꯑꯃꯗ, ꯖꯨꯅꯣꯅ ꯖꯨꯄꯤꯇꯔꯒ ꯑꯇꯣꯞꯄ ꯏꯀꯥꯏ ꯈꯨꯝꯅꯕꯒꯤ ꯃꯋꯣꯡꯗ ꯊꯦꯡꯅꯈꯤ꯫ ꯁꯥꯎꯔꯗꯨꯅ, ꯖꯨꯄꯤꯇꯔꯅ ꯃꯍꯥꯛꯄꯨ ꯁꯅꯥꯒꯤ ꯄꯔꯦꯡ ꯑꯃꯅ ꯂꯩꯆꯤꯜꯗꯒꯤ ꯂꯧꯊꯣꯛꯈꯤ꯫ ꯚꯨꯜꯀꯥꯟꯅ ꯃꯍꯥꯛꯄꯨ ꯀꯟꯅꯕ ꯃꯥꯏ ꯄꯥꯛꯅ ꯍꯣꯠꯅꯈꯤ꯫ ꯃꯍꯥꯛꯀꯤ ꯃꯆꯥꯅꯨꯄꯥꯒꯤ ꯑꯌꯦꯠꯄ ꯑꯗꯨꯗ ꯁꯥꯎꯔꯗꯨꯅ ꯖꯨꯄꯤꯇꯔꯅ ꯃꯍꯥꯛꯄꯨ ꯁꯔꯒꯗꯒꯤ ꯇꯥꯟꯊꯣꯛꯈꯤ꯫ ꯂꯦꯝꯅꯣꯁ ꯏꯊꯠꯇ ꯂꯩꯕ ꯃꯥꯎꯟꯠ ꯃꯣꯁꯤꯆꯨꯂꯁꯀꯤ ꯃꯇꯣꯟꯗ ꯇꯥꯗꯨꯅ ꯚꯨꯜꯀꯥꯟ ꯑꯁꯤ ꯃꯄꯨꯡ ꯐꯥꯕ ꯅꯨꯃꯤꯠ ꯑꯃꯁꯨꯡ ꯅꯨꯃꯤꯗꯥꯡ ꯑꯃ ꯃꯥꯂꯦꯝꯗ ꯇꯥꯈꯤ꯫ ꯏꯁꯤꯡꯆꯥꯏꯕꯤ ꯑꯗꯨꯒꯤ ꯁꯥꯊꯤꯕꯒꯤ ꯆꯥꯡ ꯑꯗꯨꯅ ꯃꯍꯥꯛꯄꯨ ꯈꯣꯏꯗꯧ ꯑꯃꯁꯨꯡ ꯃꯑꯣꯡ ꯃꯇꯧ ꯁꯣꯛꯍꯟꯈꯤ, ꯑꯗꯨꯕꯨ ꯃꯍꯥꯛꯀꯤ ꯃꯃꯥꯅ ꯀꯩꯗꯧꯅꯨꯡꯗ ꯃꯍꯥꯛꯀꯤ ꯌꯥꯏꯐꯕꯒꯤ ꯃꯇꯥꯡꯗ ꯍꯪꯈꯤꯗꯦ꯫ ꯔꯣꯃꯥꯟꯒꯤ ꯋꯥꯔꯤꯒꯤ ꯃꯇꯨꯡ ꯏꯟꯅ, ꯚꯨꯜꯀꯥꯟꯅ ꯃꯥꯎꯟꯠ ꯑꯦꯠꯅꯥꯗ ꯍꯟꯗꯣꯛꯈꯤ ꯃꯐꯝ ꯑꯗꯨꯗ ꯃꯍꯥꯛꯅ ꯑꯆꯧꯕ ꯐꯣꯔꯖ ꯑꯃ ꯂꯤꯡꯈꯠꯈꯤ ꯑꯃꯁꯨꯡ ꯁꯥꯏꯀ꯭ꯂꯣꯞꯁ ꯕ꯭ꯔꯣꯟꯇꯦ, ꯁ꯭ꯇꯦꯔꯣꯏꯗꯁ ꯑꯃꯁꯨꯡ ꯄꯥꯏꯔꯦꯃꯣꯟꯒ ꯂꯣꯏꯅꯅ ꯊꯕꯛ ꯇꯧꯃꯤꯟꯅꯈꯤ꯫ ꯏꯁꯤꯡꯆꯥꯏꯕꯤ ꯑꯁꯤꯒꯤ ꯈꯦꯠꯅꯕ ꯑꯃ ꯒ꯭ꯔꯤꯛꯀꯤ ꯑꯔꯤꯕ ꯋꯥꯔꯤꯗꯒꯤ ꯂꯥꯛꯏ꯫ ꯍꯦꯔꯥꯅ ꯖ꯭ꯌꯨꯁꯀꯤ ꯑꯀꯣꯏꯕ ꯃꯤꯠꯀꯤ ꯃꯇꯥꯡꯗ ꯌꯥꯝꯅ ꯐꯖꯅ ꯈꯪꯂꯝꯃꯤ ꯑꯃꯁꯨꯡ ꯃꯍꯥꯛꯄꯨ ꯑꯆꯧꯕ ꯄꯥꯡꯒꯜ ꯑꯃꯁꯨꯡ ꯁꯛꯇꯤ ꯂꯩꯕ ꯑꯉꯥꯡ ꯑꯃ ꯄꯤꯕ ꯄꯥꯝꯈꯤ, ꯑꯗꯨꯕꯨ ꯍꯦꯐꯦꯁ꯭ꯇꯁꯅ ꯄꯣꯛꯄꯗ ꯍꯦꯔꯥꯅ ꯃꯍꯥꯛꯄꯨ ꯑꯄꯤꯛꯄ, ꯁꯥꯊꯤꯕ ꯑꯃꯁꯨꯡ ꯐꯠꯇꯕ ꯑꯣꯏꯅ ꯎꯈꯤ꯫ ꯅꯨꯡꯉꯥꯏꯇꯕ ꯐꯥꯎꯗꯨꯅ, ꯃꯍꯥꯛꯅ ꯃꯍꯥꯛꯄꯨ ꯆꯤꯡꯒꯤ ꯃꯅꯥꯛꯇ ꯂꯪꯊꯈꯤ, ꯁꯃꯨꯗ꯭ꯔꯗ ꯃꯥꯡꯈꯤ꯫ ꯃꯍꯥꯛꯄꯨ ꯁꯃꯨꯗ꯭ꯔꯒꯤ ꯅꯤꯝꯐꯁꯤꯡꯅ ꯀꯟꯈꯤ (ꯃꯈꯣꯏꯒꯤ ꯃꯅꯨꯡꯗ ꯑꯃꯗꯤ ꯑꯀꯤꯂꯤꯁ, ꯊꯦꯇꯤꯁꯀꯤ ꯃꯃꯥꯅꯤ), ꯃꯍꯥꯛꯅ ꯃꯍꯥꯛꯄꯨ ꯁꯨꯔꯨꯡ ꯑꯃꯗ ꯌꯣꯛꯈꯤ ꯃꯐꯝ ꯑꯗꯨꯗ ꯃꯍꯥꯛꯅ ꯙꯥꯇꯨ ꯁꯦꯝꯕ ꯇꯝꯈꯤ꯫ ꯍꯦꯁꯤꯌꯣꯗꯀꯤ ꯊꯤꯌꯣꯒꯣꯅꯤꯗ, ꯍꯦꯔꯥꯅ ꯁꯥꯎꯔꯗꯨꯅ, ꯃꯍꯥꯛꯀꯤ ꯂꯣꯏꯅꯕꯤꯒ ꯈꯠꯅꯈꯤ ꯑꯃꯁꯨꯡ ꯅꯨꯡꯁꯤꯕꯒꯤ ꯊꯧꯑꯣꯡ ꯌꯥꯎꯗꯅ ꯃꯆꯥꯅꯨꯄꯥ ꯍꯦꯐꯥꯏꯁ꯭ꯇꯣꯁ, ꯃꯍꯥꯛꯀꯤ ꯊꯕꯛ ꯇꯧꯕꯒꯤꯗꯃꯛ ꯃꯃꯤꯡ ꯆꯠꯂꯤ꯫ ꯚꯨꯜꯀꯥꯟꯒꯤ ꯐꯠꯇꯕ ꯃꯑꯣꯡ ꯑꯃꯁꯨꯡ ꯃꯑꯣꯡ ꯃꯇꯧ ꯐꯠꯇꯕꯅ ꯃꯍꯥꯛꯄꯨ ꯂꯨꯍꯣꯡꯕꯗ ꯅꯨꯡꯉꯥꯏꯕ ꯐꯪꯕ ꯉꯝꯈꯤꯗꯦ꯫ ꯑꯍꯥꯟꯕꯗ, ꯃꯍꯥꯛꯄꯨ ꯀꯩꯗꯧꯅꯨꯡꯗ ꯂꯨꯍꯣꯡꯒꯅꯤ ꯍꯥꯏꯅ ꯋꯥꯁꯛꯈꯤꯕ ꯃꯤꯅꯔꯚꯥ (ꯑꯦꯊꯦꯅꯥ)ꯅ ꯌꯥꯈꯤꯗꯦ꯫ ꯃꯊꯪꯗ, ꯚꯤꯅꯁꯄꯨ ꯃꯍꯥꯛꯀꯤ ꯏꯀꯥꯏ ꯈꯨꯝꯅꯕ ꯑꯃꯁꯨꯡ ꯅꯨꯄꯤ ꯄꯨꯝꯅꯃꯛꯄꯨ ꯌꯥꯗꯕꯒꯤꯗꯃꯛ ꯆꯩꯔꯥꯛ ꯑꯃ ꯑꯣꯏꯅ, ꯖꯨꯄꯤꯇꯔꯅ ꯐꯖꯕꯒꯤ ꯂꯥꯏꯔꯦꯝꯕꯤ ꯑꯗꯨꯕꯨ ꯌꯥꯝꯅ ꯄꯥꯝꯖꯗꯕ ꯚꯨꯜꯀꯥꯟꯒ ꯂꯨꯍꯣꯡꯈꯤ, ꯃꯁꯤꯅ ꯃꯍꯥꯛꯄꯨ ꯑꯃꯁꯨꯡ ꯃꯍꯥꯛꯀꯤ ꯂꯣꯏꯅꯕꯤꯁꯤꯡ ꯒ꯭ꯔꯦꯁꯁꯤꯡꯕꯨ ꯃꯥꯎꯟꯠ ꯑꯦꯠꯅꯥꯗ ꯂꯩꯕ ꯃꯍꯥꯛꯀꯤ ꯁꯨꯔꯨꯡꯗ ꯃꯍꯥꯛꯀ ꯂꯣꯏꯅꯅ ꯂꯩꯅꯕ ꯇꯛꯁꯤꯟꯈꯤ꯫ ꯇꯁꯦꯡꯅ, ꯂꯨꯍꯣꯡꯕ ꯑꯗꯨ ꯂꯦꯡꯗꯅ ꯂꯩꯈꯤꯗꯦ, ꯑꯃꯁꯨꯡ ꯃꯍꯥꯛꯅ ꯃꯍꯥꯛꯄꯨ ꯑꯇꯣꯞꯄꯁꯤꯡꯒꯤ ꯅꯨꯡꯁꯤꯕꯒꯤꯗꯃꯛ ꯊꯥꯗꯣꯛꯈꯤ ꯃꯈꯣꯏꯒꯤ ꯃꯅꯨꯡꯗ ꯑꯃꯗꯤ ꯃꯍꯥꯛꯀꯤ ꯃꯅꯥꯎꯅꯨꯄꯥ ꯃꯥꯔ꯭ꯁꯅꯤ꯫ ꯑꯔꯣꯏꯕꯗ, ꯚꯨꯜꯀꯥꯟꯅ ꯒ꯭ꯔꯦꯁꯁꯤꯡꯒꯤ ꯃꯔꯛꯇ ꯑꯃꯒ ꯂꯨꯍꯣꯡꯈꯤ, ꯑꯗꯨꯕꯨ ꯑꯇꯣꯞꯄꯁꯤꯡꯒꯨꯝꯅ ꯃꯍꯥꯛꯅ ꯃꯍꯥꯛꯄꯨ ꯊꯥꯗꯣꯛꯈꯤ꯫ ꯑꯗꯨꯝ ꯑꯣꯏꯅꯃꯛ, ꯃꯍꯥꯛꯀꯤ ꯑꯉꯥꯡꯁꯤꯡ ꯂꯩꯈꯤ ꯃꯈꯣꯏ ꯄꯨꯝꯅꯃꯛ ꯍꯤꯡꯆꯥꯕ ꯑꯣꯏꯅ ꯂꯧꯅꯔꯝꯃꯤ ꯃꯈꯣꯏꯒꯤ ꯃꯅꯨꯡꯗ ꯀꯦꯀꯁ (ꯍꯔꯀꯨꯂꯤꯁꯅ ꯍꯥꯠꯈꯤꯕ), ꯄꯦꯔꯤꯐꯦꯠꯁ (ꯊꯤꯁꯤꯌꯁꯅ ꯍꯥꯠꯈꯤꯕ), ꯑꯃꯁꯨꯡ ꯔꯦꯁꯠꯂꯔ ꯁꯦꯔꯁꯤꯌꯟ ꯌꯥꯎꯈꯤ꯫ ꯃꯍꯥꯛ ꯔꯣꯝꯒꯤ ꯇꯔꯨꯛꯁꯨꯕ ꯅꯤꯡꯊꯧ ꯁꯔꯚꯤꯌꯁ ꯇꯨꯂꯤꯌꯁꯀꯤ ꯃꯄꯥ ꯑꯣꯏꯔꯝꯕ ꯌꯥꯏ ꯍꯥꯏꯅ ꯂꯧꯅꯩ꯫ ꯁꯅꯥꯒꯤ ꯐꯝꯕꯥꯜ ꯚꯨꯜꯀꯥꯟꯒꯤ ꯃꯇꯥꯡꯗ ꯂꯩꯔꯤꯕ ꯋꯥꯔꯤ ꯑꯃꯁꯨꯡ ꯑꯔꯤꯕ ꯋꯥꯔꯤ ꯀꯌꯥ ꯑꯁꯤ ꯍꯦꯐꯦꯁꯇꯁꯀ ꯃꯔꯤ ꯂꯩꯅꯕ ꯋꯥꯔꯤꯁꯤꯡꯗ ꯐꯪꯒꯅꯤ꯫ ꯑꯌꯥꯝꯕ ꯃꯇꯝꯗ ꯑꯅꯤ ꯑꯁꯤꯒꯤ ꯃꯔꯛꯇ ꯈꯦꯠꯅꯕ ꯊꯝꯕ ꯑꯋꯥꯕ ꯑꯣꯏ꯫ ꯑꯁꯤꯒꯨꯝꯕ ꯋꯥꯔꯤ ꯑꯃꯗꯤ ꯁꯅꯥꯒꯤ ꯐꯝꯕꯥꯜꯒꯤ ꯃꯇꯥꯡꯗꯅꯤ꯫ ꯃꯍꯥꯛꯄꯨ ꯀꯔꯝꯅ ꯇꯧꯈꯤꯕꯒꯦ ꯍꯥꯏꯕꯒꯤ ꯂꯃꯟ ꯈꯨꯝꯅꯕ ꯁꯔꯨꯛ ꯈꯔ ꯑꯣꯏꯅ, ꯚꯨꯜꯀꯥꯟꯅ ꯖꯨꯅꯣꯒꯤꯗꯃꯛꯇ ꯐꯖꯔꯕ ꯁꯅꯥꯒꯤ ꯐꯝꯕꯥꯜ ꯑꯃ ꯁꯦꯝꯈꯤ, ꯑꯗꯨꯕꯨ ꯃꯁꯤꯗ ꯂꯣꯠꯁꯤꯟꯕ ꯏꯁꯤꯡꯆꯥꯏꯕꯤ ꯀꯌꯥ ꯑꯃ ꯌꯥꯎꯈꯤ꯫ ꯀꯔꯤꯒꯨꯝꯕ ꯈꯨꯗꯨꯝ ꯆꯟꯗ꯭ꯔꯕꯗꯤ, ꯃꯗꯨ ꯃꯔꯥꯜ ꯂꯩꯇꯦ, ꯌꯥꯝꯅ ꯃꯍꯧꯁꯥꯒꯤ ꯑꯣꯏꯅ ꯎꯈꯤ꯫ ꯑꯗꯨꯝ ꯑꯣꯏꯅꯃꯛ, ꯀꯔꯤꯒꯨꯝꯕ ꯀꯅꯥꯒꯨꯝꯕ ꯑꯃꯅ ꯃꯗꯨꯗ ꯐꯝꯂꯕꯗꯤ, ꯆꯦꯌꯔ ꯑꯗꯨ ꯊꯤꯡꯖꯤꯟꯈꯤ, ꯑꯃꯁꯨꯡ ꯃꯁꯤꯒꯤ ꯈꯨꯗꯨꯝ ꯆꯟꯅꯕꯒꯤ ꯆꯟꯅꯕꯗꯒꯤ ꯅꯥꯟꯊꯣꯛꯅꯕ ꯍꯣꯠꯅꯔꯤꯕ ꯄꯨꯝꯅꯃꯛ ꯃꯍꯩ ꯂꯩꯇꯕ ꯑꯣꯏꯒꯅꯤ꯫ ꯖꯨꯅꯣꯅ ꯃꯁꯤꯒꯤ ꯐꯖꯕ ꯑꯃꯁꯨꯡ ꯊꯣꯏꯗꯣꯛ ꯍꯦꯟꯗꯣꯛꯄ ꯊꯕꯛ ꯇꯧꯕꯗ ꯌꯥꯝꯅ ꯅꯨꯡꯉꯥꯏꯈꯤ, ꯑꯗꯨꯕꯨ ꯃꯍꯥꯛꯅ ꯐꯝꯊꯔꯛꯄ ꯃꯇꯝꯗ ꯃꯍꯥꯛ ꯃꯁꯥꯕꯨ ꯐꯥꯗꯣꯛ ꯑꯣꯏꯅ ꯂꯩꯔꯝꯕ ꯊꯦꯡꯅꯈꯤ꯫ ꯂꯥꯏꯁꯤꯡꯅ ꯃꯍꯥꯛꯄꯨ ꯊꯥꯗꯣꯛꯅꯕ ꯍꯣꯠꯅꯈꯤꯕ ꯄꯨꯝꯅꯃꯛ ꯃꯥꯏ ꯄꯥꯛꯈꯤꯗꯦ꯫